ꯁꯥꯡꯂꯕ ꯀꯦꯝꯞ ꯇꯧꯕ ꯈꯣꯡꯆꯠ ꯑꯃꯗꯥ ꯅꯍꯥꯛꯅ ꯂꯧꯒꯗꯕ ꯄꯣꯠꯂꯝꯁꯤꯡꯒꯤ ꯄꯣꯠꯂꯝ ꯃꯉꯥ ꯂꯤꯁ꯭ꯠ ꯇꯧꯕꯤꯌꯨ꯫ ꯏꯁꯤꯡ ꯇꯨꯡꯁꯤꯟꯕ ꯑꯃꯁꯨꯡ ꯏꯟꯁꯨꯂꯦꯇꯦꯗ ꯖꯦꯀꯦꯠ ꯑꯃꯥ: ꯅꯣꯡꯖꯨ-ꯅꯨꯡꯁꯥꯒꯤ ꯐꯤꯚꯝ ꯌꯦꯡꯗꯅ ꯅꯍꯥꯛꯄꯨ ꯅꯨꯡꯉꯥꯏꯅ ꯑꯃꯁꯨꯡ ꯅꯨꯡꯉꯥꯏꯅ ꯊꯝꯕ ꯉꯝꯕ ꯖꯦꯀꯦꯠ ꯑꯃꯥ ꯂꯩꯕ ꯍꯥꯏꯕꯁꯤ ꯌꯥꯝꯅ ꯃꯔꯨꯑꯣꯏ꯫ ꯑꯀꯟꯕ ꯑꯃꯁꯨꯡ ꯅꯨꯡꯉꯥꯏꯕ ꯍꯥꯏꯀꯤꯡ ꯕꯨꯠꯁꯤꯡ: ꯀꯦꯝꯞ ꯇꯧꯕ ꯃꯇꯝꯗ ꯑꯐꯕ ꯈꯣꯡꯎꯞ ꯑꯁꯤ ꯌꯥꯝꯅ ꯃꯔꯨꯑꯣꯏ, ꯃꯔꯨꯑꯣꯏꯅ ꯂꯝꯕꯤ ꯆꯠꯄꯗ ꯑꯃꯁꯨꯡ ꯑꯔꯨꯕ ꯂꯝꯗꯝꯁꯤꯡꯗ꯫ ꯊꯨꯅ ꯁꯨꯡꯕ ꯄꯦꯟꯠꯁꯤꯡ: ꯃꯁꯤ ꯀꯦꯝꯞ ꯇꯧꯕꯗ ꯌꯥꯝꯅ ꯐꯩ ꯃꯔꯝꯗꯤ ꯃꯈꯣꯏ ꯑꯁꯤ ꯇꯔꯨ ꯇꯅꯥꯟꯕ ꯀꯟꯗꯤꯁꯟꯁꯤꯡꯗꯁꯨ ꯌꯥꯝꯅ ꯊꯨꯅ ꯁꯨꯡꯏ ꯑꯃꯁꯨꯡ ꯃꯈꯣꯏ ꯑꯁꯤ ꯌꯥꯝꯅ ꯂꯨꯕ ꯑꯃꯁꯨꯡ ꯅꯨꯡꯉꯥꯏꯕꯁꯨ ꯑꯣꯏ꯫ ꯃꯩꯁꯥ ꯊꯥꯗꯣꯛꯄꯥ ꯑꯃꯁꯨꯡ ꯊꯔꯃꯦꯜ ꯁꯔꯠꯁꯤꯡ: ꯑꯁꯤꯒꯨꯝꯕ ꯃꯈꯜꯒꯤ ꯁꯔꯠꯁꯤꯡ ꯑꯁꯤꯅ ꯅꯍꯥꯛꯀꯤ ꯈꯣꯡꯗ ꯏꯁꯤꯡ ꯇꯨꯡꯁꯤꯟꯕꯗ ꯃꯇꯦꯡ ꯄꯥꯡꯏ, ꯑꯃꯁꯨꯡ ꯊꯔꯃꯦꯜ ꯀꯝꯄꯣꯅꯦꯟꯇ ꯑꯁꯤꯅ ꯅꯍꯥꯛꯄꯨ ꯅꯨꯡꯉꯥꯏꯅ ꯂꯩꯍꯟꯕꯗ ꯃꯇꯦꯡ ꯄꯥꯡꯏ꯫ ꯍꯦꯠꯆꯔꯤ ꯑꯃꯥ: ꯍꯦꯠꯆꯔꯤ ꯑꯃꯅ ꯅꯍꯥꯛꯄꯨ ꯅꯨꯃꯤꯠꯀꯤ ꯃꯉꯥꯜꯗꯒꯤ ꯉꯥꯛꯊꯣꯛꯄꯗꯥ ꯃꯇꯦꯡ ꯄꯥꯡꯏ ꯑꯃꯁꯨꯡ ꯅꯣꯡꯖꯨ-ꯅꯨꯡꯁꯥꯒꯤ ꯃꯇꯝꯗ ꯅꯍꯥꯛꯀꯤ ꯃꯀꯣꯛ ꯑꯗꯨ ꯅꯨꯡꯉꯥꯏꯅ ꯊꯝꯕꯗ ꯃꯇꯦꯡ ꯄꯥꯡꯏ꯫ ꯀꯦꯝꯞ ꯇꯧꯕ ꯃꯇꯝꯗ ꯅꯍꯥꯛꯀ ꯂꯣꯏꯅꯅ ꯑꯃꯥ ꯂꯩꯕ ꯑꯁꯤ ꯃꯇꯝ ꯄꯨꯝꯅꯃꯛꯇ ꯍꯦꯟꯗꯤ ꯑꯣꯏ꯫ ꯃꯍꯧꯁꯥꯒꯤ ꯃꯔꯝꯗ ꯋꯥꯈꯜ ꯇꯥꯕ ꯍꯥꯏꯀꯨ ꯑꯃꯥ ꯁꯦꯝꯃꯨ꯫ ꯅꯣꯡꯖꯨ ꯊꯥꯒꯤ ꯃꯄꯥꯟꯒꯤ ꯃꯈꯥꯗ, ꯇꯞꯅ ꯇꯞꯅ ꯅꯨꯡꯁꯤꯠ ꯑꯃꯅ ꯇꯞꯅ ꯉꯥꯡꯏ, ꯃꯍꯧꯁꯥꯒꯤ ꯈꯣꯟꯖꯦꯜ ꯁꯥꯟꯇꯤꯗ꯫ ꯑꯄꯤꯕ ꯀꯟꯇꯦꯛꯁꯇ ꯌꯨꯝꯐꯝ ꯑꯣꯏꯗꯨꯅ ꯑꯣꯏꯊꯣꯛꯄ ꯌꯥꯕ ꯁꯣꯂꯨꯁꯟ ꯑꯅꯤꯒꯤ ꯃꯔꯛꯇꯥ ꯈꯜꯂꯨ꯫ ꯑꯣꯞꯁꯟ ꯑꯃꯁꯨꯡ ꯃꯔꯛꯇ ꯈꯜꯂꯨ, ꯑꯣꯞꯁꯟ: ꯏꯝꯄ꯭ꯂꯣꯌꯤ ꯑꯗꯨꯗ ꯀꯣꯆꯤꯡ ꯄꯤꯕ꯫ ꯑꯣꯞꯁꯟ ꯕꯤ: ꯏꯝꯄ꯭ꯂꯣꯌꯤ ꯑꯗꯨꯕꯨ ꯊꯕꯛꯇꯒꯤ ꯄꯣꯠꯊꯥꯍꯟꯒꯗꯕꯅꯤ꯫ ꯄꯤꯔꯤꯕ ꯀꯟꯇꯦꯛꯁꯠ: ꯇ꯭ꯔꯦꯅꯤꯡ ꯐꯪꯗꯕꯅ ꯃꯔꯝ ꯑꯣꯏꯗꯨꯅ ꯏꯝꯄ꯭ꯂꯣꯌꯤ ꯑꯗꯨꯅ ꯃꯇꯝ ꯃꯇꯝꯒꯤ ꯑꯣꯏꯅ ꯑꯁꯣꯏꯕ ꯑꯃꯥ ꯊꯣꯛꯏ꯫ ꯑꯄꯤꯕ ꯀꯟꯇꯦꯛꯁ ꯑꯗꯨꯗ ꯌꯨꯝꯐꯝ ꯑꯣꯏꯗꯨꯅ, ꯈ꯭ꯋꯥꯏꯗꯒꯤ ꯐꯕꯥ ꯁꯣꯂꯨꯁꯟ ꯑꯗꯨꯗꯤ ꯑꯣꯄꯁꯟ: ꯏꯝꯄ꯭ꯂꯣꯌꯤ ꯑꯗꯨꯗ ꯀꯣꯆꯤꯡ ꯄꯤꯕ ꯍꯥꯏꯕꯁꯤꯅꯤ꯫ ꯃꯇꯝ ꯃꯇꯝꯒꯤ ꯑꯣꯏꯅ ꯊꯣꯛꯄꯥ ꯑꯁꯣꯏꯕ ꯑꯁꯤ ꯇ꯭ꯔꯦꯅꯤꯡ ꯋꯥꯠꯄꯅ ꯃꯔꯝ ꯑꯣꯏꯗꯨꯅ ꯑꯣꯏꯕꯅ, ꯀꯣꯆꯤꯡꯒꯤ ꯈꯨꯠꯊꯥꯡꯗ ꯃꯊꯧ ꯇꯥꯕ ꯇ꯭ꯔꯦꯅꯤꯡ ꯄꯤꯕꯅ ꯑꯦꯝꯄ꯭ꯂꯣꯌꯔ ꯑꯗꯨꯕꯨ ꯃꯈꯣꯏꯒꯤ ꯄꯔꯐꯣꯃꯦꯟꯁ ꯐꯒꯠꯍꯟꯕꯗ ꯃꯇꯦꯡ ꯄꯥꯡꯒꯅꯤ ꯑꯃꯁꯨꯡ ꯇꯨꯡꯗ ꯊꯣꯛꯄ ꯑꯁꯣꯏꯕꯁꯤꯡ ꯊꯤꯡꯕꯗ ꯃꯇꯦꯡ ꯄꯥꯡꯒꯅꯤ꯫ ꯀ꯭ꯂꯤꯆ ꯑꯃꯥ ꯁꯤꯖꯤꯟꯅꯗꯨꯅ ꯑꯗꯨꯕꯨ ꯄꯣꯖꯤꯇꯤꯕ ꯑꯣꯏꯕ ꯑꯔꯊ ꯂꯩꯕ ꯋꯥꯍꯩ ꯑꯃ ꯁꯦꯝꯃꯨ꯫ ꯁꯤꯡꯅꯕ ꯀꯌꯥ ꯃꯥꯏꯊꯤꯕ ꯄꯤꯔꯕ ꯃꯇꯨꯡꯗ ꯑꯔꯣꯏꯕꯗ ꯀꯥꯡꯕꯨ ꯑꯁꯤꯅ ꯇꯅꯦꯜꯒꯤ ꯑꯔꯣꯏꯕꯗ ꯃꯉꯥꯜ ꯑꯗꯨ ꯎꯈꯤ ꯑꯃꯁꯨꯡ ꯑꯆꯧꯕ ꯃꯥꯏꯄꯥꯛꯄ ꯑꯃꯥ ꯐꯪꯈꯤ꯫ ꯃꯈꯥꯒꯤ ꯁꯩꯔꯦꯡ ꯑꯁꯤꯒꯤꯗꯃꯛ ꯔꯥꯏꯝ ꯁ꯭ꯀꯤꯝ ꯑꯁꯤ ꯏꯕꯤꯌꯨ꯫ ꯃꯇꯝ ꯑꯃꯗ ꯎꯆꯦꯛ ꯑꯃ ꯂꯩꯔꯝꯃꯤ ꯃꯗꯨ ꯀꯅꯥꯒꯨꯝꯕ ꯑꯃꯠꯇꯅ ꯌꯦꯡꯁꯤꯟꯕꯤꯕ ꯉꯝꯗꯅ ꯆꯠꯊꯣꯛ-ꯆꯠꯁꯤꯟ ꯇꯧꯔꯝꯃꯤ ꯑꯌꯨꯛ-ꯅꯨꯡꯊꯤꯜ ꯎꯃꯪꯒꯤ ꯃꯅꯨꯡꯗ ꯆꯠꯊꯣꯛ-ꯆꯠꯁꯤꯟ ꯇꯧꯗꯨꯅ ꯆꯥꯅꯕ ꯌꯥꯎꯗꯅ ꯎꯔꯨꯝ ꯂꯧꯕ ꯉꯝꯈꯤꯗꯦ꯫